ꯀꯔꯤꯒꯤꯗꯃꯛꯇꯥ ꯃꯣꯕꯥꯏꯜ ꯐꯣꯟ ꯏꯁ꯭ꯀꯨꯜꯗꯥ ꯑꯊꯤꯡꯕꯥ ꯊꯝꯒꯗꯒꯦ ꯍꯥꯏꯕꯒꯤ ꯃꯇꯥꯡꯗ ꯈꯟꯅ-ꯅꯩꯅꯕꯥ ꯌꯥꯕ ꯋꯥꯐꯝ ꯑꯃ ꯁꯦꯝꯃꯨ꯫ ꯉꯁꯤꯒꯤ ꯗꯤꯖꯤꯇꯦꯜꯒꯤ ꯃꯇꯝ ꯑꯁꯤꯗ ꯆꯍꯤ ꯈꯨꯗꯤꯡꯒꯤ ꯃꯍꯩꯔꯣꯏꯁꯤꯡꯅ ꯃꯈꯣꯏꯒꯤ ꯃꯣꯕꯥꯏꯜ ꯐꯣꯟꯒꯤ ꯏꯁ꯭ꯀꯔꯤꯟꯗꯥ ꯂꯦꯞꯄꯥ ꯂꯩꯇꯅꯥ ꯇ꯭ꯌꯨꯟ ꯇꯧꯕꯥ ꯎꯕꯥ ꯑꯁꯤ ꯌꯥꯝꯅ ꯀꯃꯟ ꯑꯣꯏ꯫ ꯁꯣꯁꯤꯌꯦꯜ ꯃꯤꯗꯤꯌꯥ ꯐꯤꯗꯁꯤꯡꯗ ꯏꯁ꯭ꯀꯔꯣꯜ ꯇꯧꯕꯒꯤꯗꯃꯛ ꯑꯣꯏꯔꯕꯁꯨ ꯅꯠꯇ꯭ꯔꯒꯥ ꯇꯦꯛꯁ ꯃꯦꯁꯦꯖ ꯊꯥꯅꯕꯒꯤꯗꯃꯛ ꯑꯣꯏꯔꯕꯁꯨ ꯃꯣꯕꯥꯏꯜ ꯐꯣꯟ ꯁꯤꯖꯤꯟꯅꯕ ꯑꯁꯤ ꯅꯍꯥꯁꯤꯡꯒꯤ ꯄꯨꯟꯁꯤꯗ ꯌꯥꯝꯅ ꯂꯨꯅ ꯂꯧꯁꯤꯜꯂꯤ꯫ ꯃꯣꯕꯥꯏꯜ ꯐꯣꯟꯁꯤꯡꯅ ꯄꯤꯔꯤꯕ ꯈꯨꯗꯣꯡꯆꯥꯕꯥ ꯑꯃꯁꯨꯡ ꯀꯅꯦꯛꯇꯤꯕꯤꯇꯤ ꯑꯁꯤ ꯌꯥꯗꯕ ꯑꯣꯏꯔꯕꯁꯨ, ꯗꯤꯚꯥꯏꯁꯁꯤꯡ ꯑꯁꯤꯅ ꯃꯍꯩꯔꯣꯏꯁꯤꯡꯒꯤ ꯑꯦꯀꯥꯗꯦꯃꯤꯛ ꯂꯥꯏꯐꯇꯥ, ꯃꯔꯨꯑꯣꯏꯅ ꯏꯁ꯭ꯀꯨꯜꯒꯤ ꯁꯦꯇꯤꯡꯒꯤ ꯃꯅꯨꯡꯗ ꯄꯤꯕ ꯌꯥꯕ ꯅꯦꯒꯦꯇꯤꯚ ꯏꯐꯦꯛꯇꯁꯤꯡ ꯑꯗꯨꯁꯨ ꯈꯟꯒꯗꯕꯅꯤ꯫ ꯋꯥꯔꯣꯜ ꯑꯁꯤꯅ ꯃꯔꯨꯑꯣꯏꯕ ꯃꯔꯝ ꯀꯌꯥꯒꯤ ꯃꯔꯝꯗꯒꯤ ꯏꯁ꯭ꯀꯨꯜꯁꯤꯡꯗ ꯃꯣꯕꯥꯏꯜ ꯐꯣꯟ ꯁꯤꯖꯤꯟꯅꯕꯒꯤ ꯃꯇꯥꯡꯗ ꯋꯥꯐꯝ ꯊꯝꯒꯅꯤ꯫ ꯑꯍꯥꯟꯕ ꯑꯃꯁꯨꯡ ꯑꯔꯣꯏꯕ ꯑꯣꯏꯅ ꯃꯣꯕꯥꯏꯜ ꯐꯣꯟ ꯑꯁꯤ ꯃꯍꯩꯔꯣꯏꯁꯤꯡꯒꯤ ꯄꯨꯛꯅꯤꯡ ꯆꯤꯡꯁꯤꯟꯅꯕꯒꯤ ꯃꯔꯨꯑꯣꯏꯕ ꯁꯣꯔꯁ ꯑꯃꯅꯤ꯫ ꯏꯁ꯭ꯇꯗꯤꯁꯤꯡꯅ ꯇꯥꯛꯂꯤ ꯃꯗꯨꯗꯤ ꯃꯍꯩꯔꯣꯏꯁꯤꯡꯅ ꯀ꯭ꯂꯥꯁꯇꯥ ꯃꯣꯕꯥꯏꯜ ꯐꯣꯟ ꯁꯤꯖꯤꯟꯅꯕ ꯌꯥꯍꯟꯕ ꯃꯇꯝꯗ ꯃꯈꯣꯏꯒꯤ ꯄꯨꯛꯅꯤꯡ ꯆꯪꯕꯒꯤ ꯊꯥꯛ ꯑꯁꯤ ꯌꯥꯝꯅ ꯍꯟꯊꯔꯛꯏ꯫ ꯂꯟꯗꯟ ꯏꯁ꯭ꯀꯨꯜ ꯑꯣꯐ ꯏꯀꯣꯅꯣꯃꯤꯛꯁꯅ ꯍꯟꯗꯛꯇ ꯐꯣꯡꯈꯤꯕ ꯔꯤꯄꯣꯔꯠ ꯑꯃꯅ ꯐꯣꯟ ꯁꯤꯖꯤꯟꯅꯕꯗ ꯑꯊꯤꯡꯕ ꯊꯝꯂꯕ ꯃꯇꯝꯗ ꯏꯁ꯭ꯀꯨꯁꯤꯡꯗ ꯇꯦꯁ ꯇꯧꯕꯒꯤ ꯏꯁ꯭ꯀꯣꯔꯁꯤꯡ ꯆꯥꯡꯆꯠꯇꯥ ꯆꯥꯗ ꯇꯔꯥ ꯍꯦꯟꯒꯠꯂꯛꯈꯤ ꯍꯥꯏꯅ ꯐꯣꯡꯗꯣꯛꯈꯤ꯫ ꯃꯔꯝꯗꯤ ꯐꯣꯟꯁꯤꯡꯅ ꯃꯍꯩꯔꯣꯏꯁꯤꯡꯗ ꯃꯍꯩ-ꯃꯁꯤꯡꯒꯤ ꯃꯆꯥꯛꯁꯤꯡꯗꯒꯤ ꯇ꯭ꯌꯨꯟ ꯇꯧꯅꯕꯥ ꯑꯃꯁꯨꯡ ꯃꯗꯨꯒꯤ ꯃꯍꯨꯠꯇ ꯂꯣꯏꯕ ꯅꯥꯏꯗꯕ ꯅꯨꯡꯉꯥꯏꯕ ꯐꯣꯡꯗꯣꯛꯄꯒꯤ ꯗꯤꯖꯤꯇꯦꯜ ꯋꯥꯔꯜꯗꯇ ꯌꯥꯎꯅꯕ ꯂꯦꯞꯄꯥ ꯂꯩꯇꯅ ꯇꯝꯊꯤꯕ ꯊꯧꯑꯣꯡ ꯑꯃ ꯁꯦꯝꯒꯠꯂꯤ꯫ ꯃꯍꯩꯔꯣꯏꯁꯤꯡꯒꯤ ꯀꯣꯒꯅꯤꯇꯤꯕ ꯗꯤꯚꯦꯂꯞꯃꯦꯟꯇꯥ ꯑꯃꯁꯨꯡ ꯑꯦꯀꯥꯗꯦꯃꯤꯛ ꯄꯔꯐꯣꯃꯦꯟꯁ ꯃꯦꯛꯁꯤꯃꯥꯏꯖ ꯇꯧꯅꯕꯒꯤꯗꯃꯛ, ꯃꯣꯕꯥꯏꯜ ꯐꯣꯟꯁꯤꯡ ꯑꯁꯤ ꯏꯁ꯭ꯀꯨꯜꯁꯤꯡꯗ ꯁꯨꯞꯅꯒꯤ ꯑꯊꯤꯡꯕ ꯊꯝꯒꯗꯕꯅꯤ꯫ ꯑꯅꯤꯁꯨꯕꯗ, ꯃꯣꯕꯥꯏꯜ ꯐꯣꯟꯁꯤꯡꯅ ꯇꯦꯁ ꯑꯃꯁꯨꯡ ꯄꯔꯤꯈꯥꯗ ꯁꯦꯜ ꯊꯥꯗꯕ ꯌꯥꯍꯜꯂꯤ, ꯃꯁꯤꯅ ꯑꯦꯀꯥꯗꯦꯃꯤꯛ ꯏꯟꯇꯤꯒ꯭ꯔꯤꯇꯤꯗ ꯑꯆꯧꯕ ꯐꯜꯁꯤꯡ ꯊꯣꯛꯍꯟꯕ ꯌꯥꯏ꯫ ꯃꯣꯗꯔꯟ ꯐꯣꯟꯁꯤꯡꯅ ꯏꯟꯇꯔꯅꯦꯠ ꯁꯤꯖꯤꯟꯅꯕ ꯑꯃꯁꯨꯡ ꯑꯆꯧꯕ ꯏꯅꯐꯣꯔꯃꯦꯁꯟ ꯀꯌꯥ ꯊꯝꯕ ꯉꯝꯃꯤ꯫ ꯁꯦꯀꯦꯟꯗ ꯈꯔꯒꯤ ꯃꯅꯨꯡꯗ ꯃꯍꯩꯔꯣꯏ ꯑꯃꯅ ꯄꯔꯤꯈꯥ ꯑꯃꯒꯤ ꯄꯥꯎꯈꯨꯝꯁꯤꯡ ꯌꯦꯡꯕ ꯌꯥꯏ, ꯑꯣꯟꯂꯥꯏꯟ ꯁꯣꯔꯁꯁꯤꯡꯗꯒꯤ ꯃꯇꯦꯡ ꯂꯧꯕ ꯌꯥꯏ ꯅꯠꯇ꯭ꯔꯒꯥ ꯇꯦꯁ ꯑꯃꯒꯤ ꯃꯅꯨꯡꯗ ꯑꯇꯣꯞꯄꯥ ꯃꯍꯩꯔꯣꯏꯁꯤꯡꯒ ꯄꯥꯎ ꯐꯥꯎꯅꯕ ꯐꯥꯎꯕ ꯌꯥꯏ꯫ ꯃꯣꯕꯥꯏꯜ ꯐꯣꯟ ꯑꯊꯤꯡꯕ ꯊꯝꯗꯨꯅ ꯏꯁ꯭ꯀꯨꯜꯁꯤꯡꯅ ꯃꯍꯩꯔꯣꯏꯁꯤꯡꯗ ꯁꯦꯜ ꯊꯥꯗꯕ ꯌꯥꯔꯣꯏ ꯍꯥꯏꯕꯒꯤ ꯃꯌꯦꯛ ꯁꯦꯡꯕꯥ ꯄꯥꯎꯖꯦꯜ ꯑꯃꯥ ꯄꯤꯒꯅꯤ, ꯃꯁꯤꯅ ꯃꯈꯣꯏꯒꯤ ꯃꯍꯩ-ꯃꯁꯤꯡꯒꯤ ꯈꯣꯉꯆꯠ ꯄꯨꯝꯅꯃꯛꯇꯥ ꯑꯦꯀꯥꯗꯦꯃꯤꯛ ꯏꯟꯇꯤꯒ꯭ꯔꯤꯇꯤꯒꯤ ꯃꯃꯥꯡꯒꯤ ꯊꯧꯑꯣꯡ ꯑꯃ ꯊꯝꯒꯅꯤ꯫ ꯑꯔꯣꯏꯕꯗ, ꯃꯣꯕꯥꯏꯜ ꯐꯣꯟꯁꯤꯡ ꯂꯦꯞꯇꯅꯥ ꯂꯩꯕꯅ ꯁꯣꯁꯤꯑꯦꯜ ꯑꯥꯏꯁꯣꯂꯦꯁꯟꯒꯤ ꯀꯜꯆꯔ ꯑꯃ ꯂꯦꯡꯗꯅ ꯊꯝꯕ ꯉꯝꯒꯅꯤ ꯃꯗꯨꯗ ꯐꯦꯁ-ꯇꯨ-ꯐꯦꯁ ꯏꯟꯇꯔꯦꯛꯁꯟꯁꯤꯡ ꯑꯁꯤ ꯚꯔꯆꯨꯑꯦꯜ ꯀꯝꯃꯌꯨꯅꯤꯀꯦꯁꯟꯒꯤ ꯃꯍꯨꯠ ꯁꯤꯜꯂꯤ꯫ ꯁꯣꯁꯤꯑꯦꯜ ꯑꯦꯛꯇꯤꯚꯤꯇꯤꯁꯤꯡꯗ ꯌꯥꯎꯕ, ꯃꯈꯣꯏꯒꯤ ꯀ꯭ꯂꯥꯁꯃꯦꯇꯁꯤꯡꯒ ꯄꯨꯟꯅ ꯊꯕꯛ ꯇꯧꯃꯤꯟꯅꯕꯒꯤ ꯃꯍꯨꯠꯇꯥ ꯅꯠꯇ꯭ꯔꯒ ꯑꯦꯛꯁꯇꯔꯥꯀꯔꯤꯀꯨꯂꯔ ꯑꯦꯛꯇꯤꯚꯤꯇꯤꯁꯤꯡꯗ ꯁꯔꯨꯛ ꯌꯥꯕꯒꯤ ꯃꯍꯨꯠꯇ, ꯃꯍꯩꯔꯣꯏ ꯑꯃꯅ ꯃꯈꯣꯏ ꯃꯁꯥꯕꯨ ꯃꯈꯣꯏꯒꯤ ꯐꯣꯟꯒꯤ ꯏꯁ꯭ꯀꯔꯤꯟꯁꯤꯡꯗ ꯒ꯭ꯂꯨ ꯊꯨꯒꯥꯏꯕ ꯌꯥꯏ꯫ ꯃꯁꯤꯒꯤ ꯂꯃꯆꯠ-ꯁꯥꯖꯠ ꯑꯁꯤꯅ ꯅꯍꯥ ꯑꯣꯏꯔꯤꯕ ꯃꯤꯑꯣꯏꯁꯤꯡꯗ ꯇꯪꯗꯨ ꯂꯩꯇꯥꯕ ꯑꯃꯁꯨꯡ ꯃꯈꯣꯏꯒꯤ ꯃꯔꯨꯄꯁꯤꯡꯒ ꯁꯝꯅꯗꯕ ꯋꯥꯈꯜ ꯑꯃꯥ ꯑꯣꯏꯔꯛꯄꯥ ꯌꯥꯏ꯫ ꯀ꯭ꯔꯤꯌꯦꯇꯤꯕꯤꯇꯤ, ꯇꯤꯝꯋꯥꯔꯛ ꯑꯃꯁꯨꯡ ꯑꯁꯦꯡꯕ ꯁꯣꯁꯤꯑꯦꯜ ꯏꯟꯇꯔꯦꯛꯁꯟꯁꯤꯡ ꯄꯨꯛꯅꯤꯡ ꯊꯧꯒꯠꯅꯕꯒꯤꯗꯃꯛꯇꯥ ꯏꯁ꯭ꯀꯨꯜꯁꯤꯡꯗ ꯃꯣꯕꯥꯏꯜ ꯐꯣꯟ ꯁꯤꯖꯤꯟꯅꯕꯗ ꯂꯤꯃꯤꯠ ꯊꯝꯕ ꯑꯁꯤ ꯌꯥꯝꯅ ꯃꯔꯨꯑꯣꯏ꯫ ꯂꯣꯏꯁꯤꯜꯂꯛꯄꯗ, ꯏꯁ꯭ꯀꯨꯜꯁꯤꯡꯗ ꯃꯣꯕꯥꯏꯜ ꯐꯣꯟ ꯁꯤꯖꯤꯟꯅꯕꯗ ꯑꯊꯤꯡꯕ ꯊꯝꯕꯅ ꯃꯍꯩꯔꯣꯏꯁꯤꯡꯒꯤꯗꯃꯛꯇꯥ ꯍꯦꯟꯅ ꯐꯕ ꯇꯝꯅꯕꯒꯤ ꯑꯀꯣꯏꯕꯒꯤ ꯐꯤꯕꯝꯒꯤ ꯃꯥꯏꯀꯩꯗ ꯈꯣꯡꯊꯥꯡ ꯑꯃ ꯑꯣꯏꯒꯅꯤ꯫ ꯃꯣꯕꯥꯏꯜ ꯐꯣꯟ ꯁꯤꯖꯤꯟꯅꯕꯒ ꯃꯔꯤ ꯂꯩꯅꯕ ꯋꯥꯈꯜ ꯋꯥꯕ, ꯋꯥꯈꯜ ꯅꯨꯡꯉꯥꯏꯇꯕ ꯑꯃꯁꯨꯡ ꯅꯦꯒꯦꯇꯤꯕ ꯁꯣꯁꯤꯑꯦꯜ ꯏꯐꯦꯛꯇꯁꯤꯡ ꯂꯧꯊꯣꯛꯇꯨꯅ ꯃꯍꯩꯔꯣꯏꯁꯤꯡꯅ ꯃꯈꯣꯏꯒꯤ ꯃꯄꯨꯡ ꯐꯥꯕ ꯑꯦꯀꯥꯗꯦꯃꯤꯛ ꯄꯣꯇꯦꯟꯁꯤꯌꯦꯜ ꯑꯗꯨ ꯌꯧꯕ ꯉꯝꯅꯕ ꯁꯛꯇꯤ ꯄꯤꯒꯅꯤ꯫ ꯏꯁ꯭ꯀꯨꯜꯁꯤꯡꯗ ꯃꯣꯕꯥꯏꯜ ꯐꯣꯟ ꯁꯤꯖꯤꯟꯅꯕꯒꯤ ꯑꯌꯥꯕ ꯄꯤꯕꯒꯤ ꯃꯇꯥꯡꯗ ꯆꯠꯅꯕ ꯌꯥꯕ ꯋꯥꯐꯝ ꯈꯔꯥ ꯂꯩꯔꯕꯁꯨ, ꯄ꯭ꯔꯃꯥꯟꯁꯤꯡꯅ ꯇꯥꯛꯂꯤ ꯃꯗꯨꯗꯤ ꯃꯈꯣꯏꯒꯤ ꯑꯄꯨꯟꯕ ꯏꯝꯄꯦꯛꯇ ꯑꯁꯤꯅꯤ꯫